ꯃꯁꯥꯅ ꯃꯁꯥꯕꯨ ꯌꯦꯡꯁꯤꯟꯖꯕꯒꯤ ꯃꯔꯨꯑꯣꯏꯕꯒꯤ ꯃꯇꯥꯡꯗ ꯋꯥꯍꯩ ꯆꯍꯨꯝꯒꯤ ꯑꯥꯔꯇꯤꯀꯜ ꯑꯃ ꯏꯕꯤꯌꯨ꯫ ꯁꯦꯜꯐ-ꯀꯦꯌꯔꯒꯤ ꯃꯔꯨꯑꯣꯏꯕ ꯑꯁꯤ ꯍꯦꯟꯅ ꯋꯥꯡꯈꯠꯍꯟꯕ ꯌꯥꯔꯣꯏ꯫ ꯁꯦꯂꯐ-ꯀꯦꯌꯔ ꯍꯥꯏꯕꯁꯤ ꯃꯤꯑꯣꯏ ꯑꯃꯅ ꯃꯁꯥꯒꯤ ꯐꯤꯖꯤꯀꯦꯜ, ꯃꯦꯟꯇꯦꯜ ꯑꯃꯁꯨꯡ ꯏꯃꯣꯁ꯭ꯅꯦꯜ ꯋꯦꯜꯐꯦꯌꯔ ꯄ꯭ꯔꯣꯃꯣꯠ ꯇꯧꯅꯕ ꯄꯥꯟꯗꯝꯗ ꯄꯥꯡꯊꯣꯛꯄ ꯏꯟꯇꯦꯟꯁ꯭ꯅꯦꯜ ꯑꯦꯛꯁꯟ ꯑꯃꯁꯨꯡ ꯄ꯭ꯔꯦꯛꯇꯤꯁꯁꯤꯡꯕꯨ ꯈꯪꯅꯩ꯫ ꯉꯁꯤꯒꯤ ꯈꯣꯡꯖꯦꯜ ꯌꯥꯡꯅ ꯆꯪꯁꯤꯜꯂꯛꯂꯤꯕ ꯃꯥꯂꯦꯝ ꯑꯁꯤꯗ, ꯅꯨꯃꯤꯠ ꯈꯨꯗꯤꯡꯒꯤ ꯊꯕꯛ, ꯁ꯭ꯀꯨꯜ ꯑꯃꯁꯨꯡ ꯑꯇꯣꯞꯄ ꯊꯧꯗꯥꯡꯁꯤꯡꯒꯤ ꯃꯔꯛꯇ ꯊꯋꯥꯏ ꯌꯥꯎꯕ ꯑꯁꯤ ꯌꯥꯝꯅ ꯂꯥꯏꯕꯛ ꯐꯕꯅꯤ꯫ ꯃꯤꯑꯣꯏ ꯀꯌꯥꯒꯤ ꯑꯣꯏꯅꯗꯤ, ꯃꯁꯤꯅ ꯃꯁꯥ-ꯃꯔꯣꯝꯗꯣꯝ ꯂꯦꯞꯆꯕ ꯉꯝꯕꯒꯤ ꯃꯇꯝ ꯌꯥꯝꯅ ꯄꯤꯗꯦ, ꯃꯗꯨꯅ ꯃꯔꯝ ꯑꯣꯏꯗꯨꯅ ꯃꯩꯅ ꯆꯥꯛꯄ, ꯋꯥꯈꯜ ꯅꯨꯡꯉꯥꯏꯇꯕ ꯑꯃꯁꯨꯡ ꯋꯥꯈꯜ ꯅꯨꯡꯉꯥꯏꯇꯕ ꯐꯥꯎꯍꯟꯕꯥꫪ ꯌꯥꯏ꯫ ꯑꯗꯨꯝ ꯑꯣꯏꯅꯃꯛ, ꯁꯦꯜꯐ-ꯀꯦꯌꯔꯒꯤꯗꯃꯛꯇ ꯃꯇꯝ ꯀꯥꯏꯊꯣꯛꯄ ꯍꯥꯏꯕꯁꯤ ꯑꯄꯨꯟꯕ ꯍꯛꯁꯦꯜ ꯑꯃꯁꯨꯡ ꯅꯨꯡꯉꯥꯏ-ꯌꯥꯏꯐꯕꯒꯤꯗꯃꯛ ꯌꯥꯝꯅ ꯃꯔꯨꯑꯣꯏ꯫ ꯁꯦꯂꯐ-ꯀꯦꯌꯔꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯁ꯭ꯇꯔꯦꯁꯀꯤ ꯂꯦꯚꯦꯜ ꯍꯟꯊꯍꯟꯕꯅꯤ꯫ ꯅꯍꯥꯛꯅ ꯏꯁꯥꯕꯨ ꯅꯤꯡꯊꯤꯖꯅ ꯌꯦꯡꯁꯤꯟꯕꯤꯅꯕ ꯃꯇꯝ ꯂꯧꯕ ꯃꯇꯝꯗ, ꯅꯍꯥꯛꯅ ꯅꯍꯥꯛꯀꯤ ꯍꯛꯆꯥꯡ ꯑꯃꯁꯨꯡ ꯋꯥꯈꯜꯗ ꯅꯍꯥꯛ ꯃꯔꯨꯑꯣꯏ ꯍꯥꯏꯕꯒꯤ ꯄꯥꯎꯖꯦꯜ ꯑꯃ ꯄꯤꯔꯤ, ꯑꯃꯁꯨꯡ ꯅꯍꯥꯛꯀꯤ ꯗꯔꯀꯥꯔ ꯑꯣꯏꯕꯁꯤꯡ ꯑꯗꯨ ꯃꯔꯨꯑꯣꯏ꯫ ꯃꯁꯤꯅ ꯁ꯭ꯇꯔꯦꯁ ꯑꯃꯁꯨꯡ ꯋꯥꯈꯜ ꯅꯨꯡꯉꯥꯏꯇꯕ ꯍꯟꯊꯍꯟꯕꯗ ꯃꯇꯦꯡ ꯄꯥꯡꯏ, ꯃꯔꯝꯗꯤ ꯅꯍꯥꯛꯅ ꯃꯁꯥꯃꯛꯄꯨ ꯅꯨꯡꯉꯥꯏꯅ ꯂꯩꯅꯕ ꯑꯃꯁꯨꯡ ꯔꯤꯆꯥꯔꯖ ꯇꯧꯕꯒꯤ ꯑꯌꯥꯕ ꯄꯤꯔꯤ꯫ ꯁꯦꯜꯐ-ꯀꯦꯌꯔꯅ ꯍꯛꯆꯥꯡꯒꯤ ꯍꯛꯁꯦꯜꯁꯨ ꯍꯦꯟꯒꯠꯍꯜꯂꯤ꯫ ꯅꯍꯥꯛꯅ ꯁꯦꯂꯐ-ꯀꯦꯌꯔ ꯄ꯭ꯔꯣꯃꯣꯠ ꯇꯧꯕ ꯊꯕꯛ ꯊꯧꯔꯝꯁꯤꯡ, ꯍꯥꯏꯕꯗꯤ ꯆꯥꯡ ꯅꯥꯏꯅ ꯑꯦꯛꯁꯔꯁꯥꯏꯖ ꯇꯧꯕ, ꯍꯛꯁꯦꯜ ꯐꯕꯥ ꯆꯤꯟꯖꯥꯛ ꯆꯥꯕ, ꯑꯃꯁꯨꯡ ꯃꯇꯤꯛ ꯆꯥꯅ ꯇꯨꯝꯕ ꯑꯁꯤꯅꯆꯤꯡꯕ ꯇꯧꯕ ꯃꯇꯝꯗ, ꯅꯍꯥꯛꯅ ꯅꯍꯥꯛꯀꯤ ꯏꯁꯥꯒꯤ ꯍꯛꯆꯥꯡꯒꯤ ꯍꯛꯁꯦꯜ ꯌꯣꯛꯈꯠꯄꯗ ꯑꯦꯛꯇꯤꯚ ꯑꯣꯏꯕ ꯊꯧꯗꯥꯡ ꯑꯃ ꯂꯧꯔꯤ꯫ ꯃꯁꯤꯅ ꯑꯦꯅꯔꯖꯤ ꯍꯦꯟꯒꯠꯍꯟꯕ, ꯏꯝꯃ꯭ꯌꯨꯟ ꯐꯪꯁꯟ ꯐꯒꯠꯍꯟꯕ ꯑꯃꯁꯨꯡ ꯍꯥꯔ꯭ꯠꯀꯤ ꯂꯥꯏꯅ ꯑꯃꯁꯨꯡ ꯗꯥꯏꯑꯦꯕꯦꯇꯤꯖꯒꯨꯝꯕ ꯀ꯭ꯔꯣꯅꯤꯛ ꯍꯦꯜꯊ ꯀꯟꯗꯤꯁꯟꯁꯤꯡꯒꯤ ꯔꯤꯁ꯭ꯛ ꯍꯟꯊꯍꯟꯕ ꯌꯥꯏ꯫ ꯃꯁꯤꯒꯤ ꯍꯛꯆꯥꯡꯒꯤ ꯀꯥꯟꯅꯕꯁꯤꯡꯒꯤ ꯃꯊꯛꯇ, ꯁꯦꯜꯐ-ꯀꯦꯌꯔꯅ ꯃꯦꯟꯇꯦꯜ ꯑꯃꯁꯨꯡ ꯏꯃꯣꯁ꯭ꯅꯦꯜ ꯋꯦꯜꯕꯤꯡꯁꯨ ꯄ꯭ꯔꯣꯃꯣꯠ ꯇꯧꯏ꯫ ꯅꯍꯥꯛꯅ ꯁꯦꯜꯐ-ꯀꯦꯌꯔꯒꯤꯗꯃꯛꯇ ꯃꯇꯝ ꯂꯧꯕ ꯃꯇꯝꯗ, ꯅꯍꯥꯛꯅ ꯔꯤꯂꯥꯛꯁꯦꯁꯟ, ꯃꯥꯏꯟꯗꯐ꯭ꯔꯦꯟꯗ ꯑꯃꯁꯨꯡ ꯅꯨꯡꯒꯤ ꯑꯣꯏꯕ ꯁꯥꯟꯇꯤ ꯄꯨꯔꯛꯄ‌ ꯉꯝꯕ ꯊꯕꯛ ꯊꯧꯔꯝꯁꯤꯡꯗ ꯁꯔꯨꯛ ꯌꯥꯔꯤ꯫ ꯃꯁꯤꯅ ꯅꯍꯥꯛꯀꯤ ꯋꯥꯈꯜ ꯐꯒꯠꯍꯟꯕꯗ ꯃꯇꯦꯡ ꯄꯥꯡꯏ, ꯋꯥꯈꯜ ꯅꯨꯡꯉꯥꯏꯇꯕꯥ ꯑꯃꯁꯨꯡ ꯋꯥꯈꯜ ꯅꯨꯡꯉꯥꯏꯇꯕꯥ ꯍꯟꯊꯍꯟꯕ ꯉꯝꯃꯤ ꯑꯃꯁꯨꯡ ꯑꯄꯨꯟꯕ ꯃꯦꯟꯇꯦꯜ ꯑꯃꯁꯨꯡ ꯏꯃꯣꯁ꯭ꯅꯦꯜ ꯍꯦꯜꯊ ꯍꯦꯟꯒꯠꯍꯟꯕ ꯉꯝꯃꯤ꯫ ꯂꯣꯏꯁꯤꯜꯂꯛꯄꯗ, ꯁꯦꯜꯐ-ꯀꯦꯌꯔ ꯑꯁꯤ ꯑꯄꯨꯟꯕ ꯍꯛꯁꯦꯜ ꯑꯃꯁꯨꯡ ꯅꯨꯡꯉꯥꯏ-ꯌꯥꯏꯐꯕꯒꯤ ꯇꯉꯥꯏꯐꯗꯕ ꯀꯝꯄꯣꯅꯦꯟꯇ ꯑꯃꯅꯤ꯫ ꯅꯍꯥꯛꯀꯤ ꯏꯁꯥꯕꯨ ꯅꯤꯡꯊꯤꯅ ꯌꯦꯡꯁꯤꯟꯕꯤꯅꯕ ꯃꯇꯝ ꯂꯧꯕꯅ, ꯅꯍꯥꯛꯅ ꯁ꯭ꯇꯔꯦꯁꯀꯤ ꯆꯥꯡ ꯍꯟꯊꯍꯟꯕ ꯉꯝꯒꯅꯤ, ꯍꯛꯆꯥꯡꯒꯤ ꯍꯛꯁꯦꯜ ꯍꯦꯟꯒꯠꯍꯟꯕ ꯉꯝꯒꯅꯤ ꯑꯃꯁꯨꯡ ꯅꯍꯥꯛꯀꯤ ꯃꯦꯟꯇꯦꯜ ꯑꯃꯁꯨꯡ ꯏꯃꯣꯁ꯭ꯅꯦꯜ ꯋꯦꯜꯕꯤꯡ ꯐꯒꯠꯍꯟꯕ ꯉꯝꯒꯅꯤ꯫ ꯑꯗꯨꯅ, ꯉꯁꯤ ꯅꯍꯥꯛꯀꯤꯗꯃꯛ ꯃꯇꯝ ꯈꯔꯥ ꯂꯧꯕꯤꯌꯨ – ꯅꯍꯥꯛꯀꯤ ꯍꯛꯆꯥꯡ ꯑꯃꯁꯨꯡ ꯋꯥꯈꯜꯅ ꯅꯍꯥꯛꯄꯨ ꯊꯥꯒꯠꯀꯅꯤ꯫